ꯅꯦꯃꯦꯁꯤꯁ ꯑꯁꯤ ꯑꯌꯥꯝꯕꯅ ꯒ꯭ꯔꯤꯛ ꯚꯔ꯭ꯕ ꯒ ꯃꯔꯤ ꯂꯩꯅꯩ ꯃꯁꯤꯒꯤ ꯋꯥꯍꯟꯊꯣꯛꯇꯤ ꯌꯦꯟꯊꯣꯛꯄ ꯑꯦꯇ꯭ꯔꯤꯕ꯭ꯌꯨꯠ ꯍꯥꯏꯕꯁꯤ ꯑꯔꯣꯏꯕꯗ ꯏꯟꯗꯣ ꯌꯨꯔꯣꯄꯤꯌꯟ ꯔꯨꯠ ꯑꯃꯗꯒꯤ ꯂꯥꯛꯄ ꯌꯥꯏ꯫ ꯅꯦꯃꯦꯁꯤꯁ ꯑꯁꯤ ꯀꯔꯤꯒꯨꯝꯕ ꯃꯇꯝꯗ ꯂꯥꯏꯕꯛ ꯑꯃꯁꯨꯡ ꯑꯆꯨꯝꯕ ꯋꯥꯌꯦꯜꯒꯤ ꯑꯇꯣꯞꯄ ꯂꯥꯏꯔꯦꯝꯕꯤꯁꯤꯡꯒ ꯃꯔꯤ ꯂꯩꯅꯔꯝꯃꯤ ꯑꯃꯁꯨꯡ ꯃꯔꯝ ꯑꯁꯤꯅ ꯑꯇꯣꯞꯄ ꯃꯤꯡ ꯈꯔꯅ ꯈꯪꯕ ꯉꯝꯃꯤ꯫ ꯃꯍꯥꯛꯀꯤ ꯍꯦꯟꯅ ꯃꯔꯨꯑꯣꯏꯕ ꯑꯇꯣꯞꯄ ꯃꯃꯤꯡꯁꯤꯡꯒꯤ ꯃꯅꯨꯡꯗ ꯑꯃꯗꯤ ꯑꯗ꯭ꯔꯥꯁ꯭ꯇꯦꯌꯥꯅꯤ ꯃꯁꯤ ꯒ꯭ꯔꯤꯛ ꯋꯥꯍꯩ ꯑꯁꯤꯗꯒꯤ ꯇꯉꯥꯏꯐꯗꯕ ꯍꯥꯏꯅ ꯋꯥꯍꯟꯊꯣꯛ ꯄꯤꯕ ꯑꯣꯏꯔꯝꯕ ꯌꯥꯏ ꯈꯔꯅ ꯃꯃꯤꯡ ꯑꯁꯤ ꯍꯤꯔꯣ ꯑꯗ꯭ꯔꯥꯁ꯭ꯇꯁꯀ ꯁꯝꯅꯔꯕꯁꯨ꯫ ꯅꯦꯃꯦꯁꯤꯁ ꯑꯁꯤ ꯀꯔꯤꯒꯨꯝꯕ ꯃꯇꯝꯗ ꯑꯦꯇꯤꯀꯥꯒꯤ ꯔꯥꯝꯅꯨꯁ ꯁꯍꯔꯗ ꯂꯩꯕ ꯃꯍꯥꯛꯀꯤ ꯃꯔꯨꯑꯣꯏꯕ ꯆꯠꯅꯕꯤꯗꯒꯤ ꯔꯥꯝꯅꯨꯁꯤꯌꯥ ꯅꯠꯇ꯭ꯔꯒ ꯔꯥꯝꯅꯨꯁꯤꯁ ꯍꯥꯏꯕ ꯃꯤꯡꯊꯣꯜ ꯑꯁꯤꯅꯁꯨ ꯈꯪꯅꯔꯝꯃꯤ꯫ ꯃꯇꯤꯛ ꯃꯌꯥꯏ ꯅꯦꯃꯦꯁꯤꯁ ꯑꯁꯤ ꯂꯃꯟ ꯈꯨꯝꯅꯕ ꯑꯃꯁꯨꯡ ꯑꯆꯨꯝꯕ ꯁꯥꯎꯕꯒꯤ ꯃꯁꯛ ꯇꯥꯛꯈꯤꯕ ꯂꯥꯏꯔꯦꯝꯕꯤꯅꯤ꯫ ꯃꯍꯥꯛꯅ ꯑꯔꯥꯟꯕ ꯊꯕꯛꯁꯤꯡꯗ ꯆꯩꯔꯥꯛ ꯄꯤꯕꯒꯤ ꯊꯧꯗꯥꯡ ꯂꯧꯈꯤ꯫ ꯄꯨꯝꯅꯃꯛꯀꯤ ꯃꯊꯛꯇ ꯃꯍꯥꯛꯅ ꯂꯥꯏꯁꯤꯡꯒꯤ ꯃꯇꯥꯡꯗ ꯍꯥꯏꯕ꯭ꯔꯤꯁ ꯅꯠꯇ꯭ꯔꯒ ꯃꯤꯅꯨꯡꯁꯤ ꯂꯩꯇꯕ ꯇꯧꯈꯤꯕ ꯃꯤꯑꯣꯏꯁꯤꯡꯗ ꯑꯆꯨꯝꯕ ꯋꯥꯌꯦꯜ ꯄꯤꯕꯒꯤ ꯃꯇꯥꯡꯗ ꯋꯥꯈꯜ ꯋꯥꯔꯝꯃꯤ ꯑꯗꯨꯕꯨ ꯃꯍꯥꯛꯅ ꯑꯇꯣꯞꯄ ꯃꯈꯜꯒꯤ ꯁꯤꯕ ꯌꯥꯕ ꯑꯔꯥꯟꯕ ꯊꯕꯛ ꯇꯧꯔꯤꯕꯁꯤꯡꯕꯨꯁꯨ ꯆꯩꯔꯥꯛ ꯄꯤꯈꯤ ꯃꯗꯨꯒꯤ ꯃꯅꯨꯡꯗ ꯑꯇꯣꯞꯄ ꯁꯤꯕ ꯃꯤꯑꯣꯏꯁꯤꯡ ꯅꯠꯇ꯭ꯔꯒ ꯁꯤꯔꯕ ꯃꯤꯑꯣꯏꯁꯤꯡꯗꯁꯨ ꯑꯆꯨꯝꯕ ꯃꯑꯣꯡꯗ ꯇꯧꯈꯤꯕꯁꯤꯡ ꯌꯥꯎꯔꯤ꯫ ꯅꯦꯃꯦꯁꯤꯁ ꯑꯁꯤ ꯄꯣꯖꯤꯇꯤꯕ ꯑꯃꯁꯨꯡ ꯅꯦꯒꯦꯇꯤꯕ ꯃꯋꯣꯡ ꯃꯇꯧꯁꯤꯡꯒ ꯂꯣꯏꯅꯅ ꯃꯌꯦꯛ ꯁꯦꯡꯗꯕ ꯂꯥꯏꯔꯦꯝꯕꯤ ꯑꯃ ꯑꯣꯏꯕ ꯌꯥꯏ꯫ ꯃꯍꯥꯛꯀꯤ ꯋꯥꯔ꯭ꯛꯁ ꯑꯦꯟꯗ ꯗꯦꯁꯇ ꯍꯦꯁꯤꯑꯣꯗꯅ ꯅꯦꯃꯦꯁꯤꯁꯄꯨ ꯑꯥꯏꯗꯣꯁꯀ ꯁꯝꯅꯍꯟꯈꯤ ꯏꯀꯥꯏꯕ ꯄꯤꯕ ꯃꯤꯑꯣꯏ ꯑꯃ ꯑꯣꯏꯅ ꯑꯍꯥꯟꯕꯗ ꯃꯈꯣꯏꯒꯤ ꯑꯊꯤꯡꯕ ꯂꯩꯇꯕ ꯏꯍꯨꯜꯁꯤꯡ ꯑꯗꯨ ꯌꯦꯡꯁꯤꯟꯅꯕ ꯃꯤꯑꯣꯏꯁꯤꯡꯗ ꯊꯥꯈꯤꯕ ꯑꯐꯕ ꯁꯥꯐꯨ ꯑꯃ ꯑꯣꯏꯅ ꯙꯔꯃ ꯁꯦꯡꯗꯕ ꯑꯥꯏꯔꯟꯒꯤ ꯃꯇꯝ"ꯒꯤ ꯃꯇꯝꯗ ꯂꯥꯏꯔꯦꯝꯕꯤ ꯑꯅꯤ ꯑꯗꯨꯅ ꯃꯥꯂꯦꯝꯗꯒꯤ ꯍꯟꯗꯣꯛꯈꯤ ꯃꯁꯤꯅ ꯁꯤꯕ ꯃꯤꯑꯣꯏꯁꯤꯡꯕꯨ ꯃꯈꯣꯏꯒꯤ ꯑꯋꯥ ꯑꯅꯥꯗ ꯊꯝꯈꯤ꯫ ꯍꯦꯁꯤꯑꯣꯗꯀꯤ ꯊꯤꯌꯣꯒꯣꯅꯤꯒꯤ ꯃꯇꯨꯡ ꯏꯟꯅ ꯑꯃꯔꯣꯝꯗ ꯅꯦꯃꯦꯁꯤꯁꯀꯤ ꯃꯃꯥ ꯅꯥꯏꯛ꯭ꯁ ꯅꯥꯏꯠꯅ ꯅꯦꯃꯦꯁꯤꯁꯄꯨ ꯁꯤꯕ ꯃꯤꯑꯣꯏꯁꯤꯡꯗ ꯃꯈꯣꯏꯕꯨ ꯑꯋꯥꯕ ꯅꯪꯍꯟꯅꯕ ꯊꯥꯈꯤ ꯃꯁꯤ ꯃꯥꯡꯍꯟ ꯇꯥꯛꯍꯟꯕ ꯁꯥꯎꯕꯒꯤ ꯐꯠꯇꯕ ꯁꯥꯐꯨ ꯑꯣꯏꯅ ꯑꯣꯏꯈꯤ꯫ ꯑꯔꯤꯕ ꯂꯤꯈꯨꯟꯁꯤꯡꯅ ꯅꯦꯃꯦꯁꯤꯁꯀꯤ ꯆꯦꯛꯁꯤꯟ ꯊꯧꯔꯥꯡꯗ ꯑꯀꯟꯕ ꯃꯤꯠꯌꯦꯡ ꯊꯝꯈꯤ꯫ ꯅꯦꯃꯦꯁꯤꯁ ꯑꯁꯤ ꯃꯤꯅꯨꯡꯁꯤ ꯂꯩꯇꯕ ꯄꯨꯝꯅꯃꯛ ꯎꯕ ꯑꯃꯁꯨꯡ ꯇꯥꯕ ꯉꯝꯗꯕ ꯑꯃꯁꯨꯡ ꯂꯥꯏꯕꯛ ꯐꯖꯕꯒꯤꯗꯃꯛ ꯅꯨꯡꯉꯥꯏꯇꯕ ꯑꯣꯏꯅ ꯐꯣꯡꯗꯣꯛꯈꯤ꯫ ꯑꯔꯥꯟꯕ ꯇꯧꯔꯤꯕꯁꯤꯡꯕꯨ ꯍꯦꯟꯅ ꯐꯖꯅ ꯇꯥꯟꯅꯅꯕ ꯃꯍꯥꯛꯀꯤ ꯃꯁꯥꯁꯤꯡ ꯂꯩꯔꯝꯃꯤ꯫ ꯃꯇꯝꯒꯤ ꯃꯇꯨꯡ ꯏꯟꯅ ꯅꯦꯃꯦꯁꯤꯁ ꯑꯁꯤ ꯑꯆꯨꯝꯕ ꯋꯥꯌꯦꯜ ꯆꯠꯅꯍꯟꯕꯒꯤ ꯃꯄꯨꯡ ꯐꯥꯕ ꯈꯨꯗꯝ ꯑꯃ ꯑꯣꯏꯔꯛꯄꯒ ꯂꯣꯏꯅꯅ ꯃꯍꯥꯛꯄꯨ ꯁ꯭ꯇꯥꯔꯁꯤꯡꯒꯤ ꯃꯊꯛꯇ ꯊꯝꯈꯤ ꯑꯃꯁꯨꯡ ꯐꯠꯇꯕ ꯃꯤꯑꯣꯏꯁꯤꯡꯒꯤ ꯂꯝꯕꯤꯗ ꯂꯦꯞꯇꯨꯅ ꯑꯃꯁꯨꯡ ꯃꯈꯣꯏꯒꯤ ꯉꯛꯄꯁꯤꯡ ꯀꯣꯟꯁꯤꯟꯕ ꯑꯣꯏꯅ ꯈꯟꯈꯤ꯫ ꯅꯦꯃꯦꯁꯤꯁꯅ ꯋꯥꯌꯦꯜꯂꯣꯏ ꯆꯩꯔꯥꯛ ꯄꯤꯕ ꯑꯃꯁꯨꯡ ꯂꯃꯟ ꯈꯨꯝ ꯈꯨꯝꯅꯕ ꯑꯣꯏꯅ ꯃꯍꯥꯛꯀꯤ ꯊꯧꯗꯥꯡ ꯑꯗꯨ ꯎꯠꯂꯤꯕ ꯈꯨꯗꯝꯁꯤꯡꯁꯨ ꯐꯪꯈꯤ ꯑꯣꯏ ꯃꯦꯖꯔ ꯔꯣꯗ ꯅꯠꯇ꯭ꯔꯒ ꯑꯦꯜ ꯔꯦꯟ ꯑꯃꯁꯨꯡ ꯕ꯭ꯔꯤꯗꯜ ꯊꯥꯡꯒꯣꯜ ꯅꯠꯇ꯭ꯔꯒ ꯊꯥꯡꯁꯥꯡ ꯑꯃ ꯑꯃꯁꯨꯡ ꯀꯔꯤꯒꯨꯝꯕ ꯃꯇꯝꯗ ꯁ꯭ꯀꯦꯜꯁꯤꯡ꯫ ꯅꯦꯃꯦꯁꯤꯁ ꯑꯁꯤ ꯁꯥꯁꯤꯡꯒꯁꯨ ꯃꯔꯤ ꯂꯩꯅꯔꯝꯃꯤ ꯃꯔꯨꯑꯣꯏꯅ ꯊꯥꯏꯅꯒꯤ ꯋꯥꯔꯤꯒꯤ ꯑꯣꯏꯕ ꯒ꯭ꯔꯤꯐꯤꯟ ꯑꯃꯁꯨꯡ ꯃꯁꯤꯒꯤ ꯃꯑꯣꯡ ꯑꯁꯤꯅ ꯑꯇꯣꯞꯄꯁꯤꯡꯒꯤ ꯃꯔꯛꯇ ꯃꯍꯥꯛꯄꯨ ꯀ꯭ꯊꯣꯅꯤ ꯂꯥꯏ ꯑꯃ ꯑꯣꯏꯅ ꯂꯧꯅꯔꯝꯃꯤ ꯍꯥꯏꯕꯗꯤ ꯃꯥꯂꯦꯝ ꯑꯃꯁꯨꯡ ꯑꯟꯗꯔꯋꯔꯜꯗꯀꯤ ꯁꯛꯇꯤꯁꯤꯡꯒ ꯃꯔꯤ ꯂꯩꯅꯕ ꯂꯥꯏ ꯑꯃ ꯑꯣꯏꯅ ꯂꯧꯅꯔꯝꯃꯤ ꯍꯥꯏꯅ ꯇꯥꯛꯂꯤ ꯫ ꯅꯦꯃꯦꯁꯤꯁ ꯑꯁꯤ ꯍꯦꯟꯅ ꯃꯤꯌꯥꯝꯅ ꯄꯥꯝꯅꯕ ꯑꯣꯏꯔꯛꯄꯒ ꯂꯣꯏꯅꯅ ꯃꯍꯥꯛ ꯑꯥꯔꯇꯦꯃꯤꯁ ꯊꯦꯃꯤꯁ ꯇꯥꯏꯆꯦ ꯆꯥꯟꯁ ꯑꯃꯁꯨꯡ ꯅꯥꯏꯀꯤ ꯚꯤꯛꯇꯣꯔꯤ ꯌꯥꯎꯅ ꯑꯇꯣꯞꯄ ꯂꯥꯏ ꯑꯃꯁꯨꯡ ꯂꯥꯏꯔꯦꯝꯕꯤ ꯈꯔꯒ ꯃꯔꯤ ꯂꯩꯅꯔꯛꯈꯤ꯫ ꯄ꯭ꯂꯦꯇꯣꯅ ꯃꯍꯥꯛꯄꯨ ꯗꯥꯏꯛꯀꯤ ꯄꯥꯎꯃꯤꯅꯤ ꯍꯥꯏꯅ ꯐꯣꯡꯗꯣꯛꯈꯤ ꯖꯁ꯭ꯇꯤꯁꯅ ꯃꯁꯛ ꯇꯥꯛꯈꯤ꯫ ꯑꯃꯁꯨꯡ ꯃꯍꯥꯛꯄꯨ ꯑꯌꯥꯝꯕꯅ ꯑꯆꯨꯝꯕ ꯋꯥꯌꯦꯜ ꯑꯃꯁꯨꯡ ꯂꯥꯏꯕꯛꯀꯤ ꯃꯍꯨꯠ ꯁꯤꯟꯕ ꯑꯇꯣꯞꯄ ꯂꯥꯏ ꯑꯃ ꯑꯣꯏꯔꯤꯕ ꯃꯌꯦꯛ ꯁꯦꯡꯗꯕ ꯂꯥꯏꯔꯦꯝꯕꯤ ꯑꯗ꯭ꯔꯥꯁ꯭ꯇꯦꯌꯥꯒ ꯃꯔꯤ ꯂꯩꯅꯍꯟꯈꯤ꯫ ꯁꯛꯇꯝ ꯅꯦꯃꯦꯁꯤꯁ ꯑꯁꯤ ꯈ꯭ꯔꯤꯁ꯭ꯇꯒꯤ ꯃꯃꯥꯡꯒꯤ ꯃꯉꯥꯁꯨꯕ ꯆꯍꯤꯆꯥꯗꯒꯤ ꯑꯔꯤꯕ ꯀꯂꯥꯗ ꯌꯥꯎꯔꯝꯃꯤ ꯑꯃꯁꯨꯡ ꯃꯔꯨꯑꯣꯏꯅ ꯈ꯭ꯔꯤꯁ꯭ꯠ ꯀꯨꯝꯖꯥꯒꯤ ꯑꯅꯤꯁꯨꯕ ꯑꯃꯁꯨꯡ ꯑꯍꯨꯝꯁꯨꯕ ꯆꯍꯤꯆꯥꯗ ꯃꯤꯌꯥꯝꯅ ꯄꯥꯝꯅꯕ ꯑꯣꯏꯔꯛꯈꯤ꯫ ꯃꯍꯥꯛꯄꯨ ꯃꯍꯧꯁꯥꯅ ꯃꯁꯛ ꯃꯑꯣꯡꯗ ꯃꯍꯧꯁꯥꯒꯤ ꯑꯣꯏꯕ ꯑꯣꯏꯅ ꯎꯠꯈꯤ ꯄꯨꯛꯅꯤꯡ